ꯀꯨꯠꯇ ꯑꯃꯁꯨꯡ ꯀꯦꯠ ꯑꯃꯒꯤ ꯋꯥꯔꯤ ꯑꯃ ꯏꯕꯤꯌꯨ꯫ ꯃꯇꯝ ꯑꯃꯗ ꯖꯣꯏ ꯀꯧꯕ ꯑꯄꯤꯛꯄ, ꯐ꯭ꯂꯨꯐꯤ ꯀꯨꯠꯇꯥ ꯑꯃꯗꯤ ꯂꯨꯅ ꯀꯧꯕ ꯂꯦꯡꯗꯕ ꯕ꯭ꯂꯦꯛ ꯀꯦꯠ ꯑꯃ ꯂꯩꯔꯝꯃꯤ, ꯃꯈꯣꯏꯁꯤꯡ ꯑꯗꯨ ꯌꯨꯝ ꯑꯃꯗ ꯂꯩꯔꯝꯃꯤ꯫ ꯑꯍꯥꯟꯕꯗ ꯖꯣꯏ ꯑꯃꯁꯨꯡ ꯂꯨꯅ ꯅꯨꯡꯁꯤꯅꯅ ꯂꯩꯃꯤꯟꯅꯈꯤꯗꯦ꯫ ꯖꯣꯏꯅ ꯌꯨꯝꯒꯤ ꯑꯀꯣꯏꯕꯗ ꯂꯨꯅꯥꯕꯨ ꯂꯥꯟꯗꯥꯗꯨꯅ ꯆꯦꯟꯁꯤꯜꯂꯛꯏ ꯑꯗꯨꯒ ꯂꯨꯅꯥꯅ ꯖꯣꯏꯗ ꯂꯥꯛꯄ ꯃꯇꯝꯗ ꯍꯤꯁ ꯇꯧꯔꯛꯏ ꯑꯃꯁꯨꯡ ꯁꯣꯏ ꯇꯧꯔꯛꯏ꯫ ꯃꯈꯣꯏꯒꯤ ꯃꯄꯨꯁꯤꯡꯅ ꯀꯩꯗꯧꯉꯩꯗꯁꯨ ꯅꯨꯡꯁꯤꯅꯅ ꯍꯤꯡꯕ ꯉꯝꯂꯣꯏ ꯍꯥꯏꯅ ꯋꯥꯈꯜ ꯂꯥꯛꯄ ꯍꯧꯔꯛꯈꯤ꯫ ꯑꯗꯨꯕꯨ ꯅꯨꯃꯤꯠ ꯑꯃꯗ ꯄꯨꯝꯅꯃꯛ ꯍꯣꯡꯂꯛꯂꯦ꯫ ꯏꯃꯨꯡ ꯃꯅꯨꯡꯒꯤ ꯌꯨꯝ ꯃꯩ ꯆꯥꯛꯄꯗꯒꯤ ꯃꯤꯄꯨꯝ ꯈꯨꯗꯤꯡꯃꯛ ꯊꯨꯅ ꯌꯥꯡꯅ ꯂꯝꯗꯒꯤ ꯄꯣꯠꯊꯥꯕ ꯇꯥꯈꯤ꯫ ꯑꯔꯥꯞꯄ ꯃꯅꯨꯡꯗ ꯖꯣꯏ ꯑꯃꯁꯨꯡ ꯂꯨꯅꯥ ꯇꯨꯡꯗꯨꯅ ꯂꯩꯈꯤ꯫ ꯌꯨꯝ ꯑꯗꯨꯗ ꯄꯨꯟꯅ ꯊꯨꯡꯂꯔꯕ ꯃꯇꯨꯡꯗ ꯃꯩ ꯆꯥꯛꯄꯒ ꯂꯣꯏꯅꯅ ꯃꯈꯣꯏ ꯑꯀꯤꯕ ꯄꯣꯛꯄꯗꯒꯤ ꯍꯨꯔꯥꯟꯈꯤ꯫ ꯃꯇꯝ ꯑꯗꯨꯗ ꯑꯉꯛꯄ ꯊꯧꯗꯣꯛ ꯑꯃ ꯊꯣꯛꯈꯤ꯫ ꯖꯣꯏꯅ ꯃꯍꯥꯛꯀꯤ ꯍꯛꯆꯥꯡ ꯑꯗꯨ ꯂꯨꯅꯥꯒꯤ ꯃꯊꯛꯇ ꯀꯨꯞꯁꯤꯟꯗꯨꯅ ꯊꯝꯈꯤ, ꯃꯍꯥꯛꯄꯨ ꯅꯨꯡꯁꯤꯠ ꯑꯃꯁꯨꯡ ꯃꯩꯁꯥꯗꯒꯤ ꯉꯥꯡꯊꯣꯛꯈꯤ꯫ ꯂꯨꯅꯥ ꯖꯣꯏꯒꯤ ꯇꯔꯨ ꯇꯅꯥꯟꯕ ꯃꯆꯨꯗ ꯊꯨꯡꯂꯈꯤ, ꯃꯍꯥꯛꯅ ꯄꯤꯈꯤꯕ ꯅꯨꯡꯉꯥꯏꯕ ꯑꯃꯁꯨꯡ ꯁꯦꯐꯇꯤ ꯑꯗꯨꯒꯤꯗꯃꯛ ꯊꯥꯒꯠꯄ ꯐꯣꯡꯗꯣꯛꯈꯤ꯫ ꯑꯔꯣꯏꯕꯗ ꯃꯩ ꯊꯥꯗꯣꯛꯈꯤꯕ ꯃꯇꯝꯗ ꯖꯣꯏ ꯑꯃꯁꯨꯡ ꯂꯨꯅ, ꯑꯁꯣꯏ ꯑꯉꯥꯝ ꯌꯥꯎꯗꯅ, ꯍꯧꯖꯤꯛꯁꯨ ꯊꯨꯡꯂꯈꯤ꯫ ꯅꯨꯃꯤꯠ ꯑꯗꯨꯗꯒꯤ ꯍꯧꯅ ꯃꯈꯣꯏ ꯑꯅꯤ ꯇꯣꯈꯥꯏꯅ ꯂꯩꯔꯝꯗꯦ꯫ ꯃꯈꯣꯏ ꯄꯨꯟꯅ ꯁꯥꯟꯅꯃꯤꯟꯅꯈꯤ, ꯄꯨꯟꯅ ꯆꯥꯃꯤꯟꯅꯈꯤ ꯑꯃꯁꯨꯡ ꯑꯃꯒ ꯑꯃꯒ ꯂꯣꯏꯅꯅ ꯀꯨꯞꯁꯤꯟꯗꯨꯅ ꯇꯨꯝꯃꯤ꯫ ꯃꯈꯣꯏꯒꯤ ꯃꯔꯤꯗ ꯑꯍꯣꯡꯕ ꯂꯥꯛꯄꯗ ꯃꯈꯣꯏꯒꯤ ꯃꯄꯨꯁꯤꯡꯅ ꯑꯉꯛꯄ ꯄꯣꯛꯈꯤ꯫ ꯖꯣꯏꯅ ꯂꯨꯅꯥꯕꯨ ꯂꯥꯟꯗꯥꯕ ꯅꯠꯇ꯭ꯔꯒ ꯂꯥꯟꯗꯥꯕ ꯍꯧꯔꯛꯈꯤꯗꯦ, ꯂꯨꯅꯥ ꯖꯣꯏꯗ ꯍꯤꯁ ꯅꯠꯇ꯭ꯔꯒ ꯁꯣꯏꯞ ꯇꯧꯈꯤꯗꯦ꯫ ꯃꯗꯨꯒꯤ ꯃꯍꯨꯠꯇ ꯃꯈꯣꯏ ꯃꯇꯝ ꯄꯨꯝꯅꯃꯛꯇ ꯑꯃꯒ ꯑꯃꯒ ꯂꯣꯏꯅꯅ ꯈ꯭ꯋꯥꯏꯗꯒꯤ ꯐꯕ ꯃꯔꯨꯞ ꯑꯣꯏꯔꯝꯃꯤ꯫ ꯖꯣꯏ ꯑꯃꯁꯨꯡ ꯂꯨꯅꯥꯒꯤ ꯃꯔꯨꯞ-ꯃꯄꯥꯡ ꯑꯣꯏꯕꯒꯤ ꯃꯔꯤꯅ ꯇꯥꯛꯈꯤ ꯃꯗꯨꯗꯤ ꯈ꯭ꯋꯥꯏꯗꯒꯤ ꯌꯥꯝꯅ ꯊꯥꯖꯗꯕ ꯖꯤꯕꯁꯤꯡ ꯐꯥꯎꯕ ꯑꯃꯅ ꯑꯃꯒꯤ ꯊꯝꯃꯣꯏ ꯍꯥꯡꯗꯣꯛꯄ ꯃꯇꯝꯗ ꯃꯔꯨꯞ ꯑꯣꯏꯕ ꯌꯥꯏ꯫ ꯅꯨꯡꯁꯤꯕꯅ ꯉꯝꯈꯩ ꯑꯃꯠꯇ ꯈꯪꯗꯦ, ꯀꯨꯠꯇ ꯑꯃꯁꯨꯡ ꯀꯦꯠ ꯑꯃꯒꯤ ꯃꯔꯛꯇ ꯐꯥꯎꯕ ꯈꯪꯗꯦ ꯍꯥꯏꯕꯁꯤ ꯃꯈꯣꯏꯅ ꯄ꯭ꯔꯃꯥꯟ ꯇꯧꯈꯤ꯫ ꯃꯈꯥꯗ ꯄꯤꯔꯤꯕ ꯄꯦꯟꯇꯤꯡ ꯑꯁꯤ ꯐꯣꯡꯗꯣꯛꯄꯤꯌꯨ꯫ ꯑꯩꯍꯥꯛꯅ ꯅꯨꯡꯉꯥꯏꯇꯕ ꯐꯥꯎꯏ, ꯑꯗꯨꯕꯨ ꯑꯔꯇꯤꯐꯤꯁꯤꯑꯦꯜ ꯏꯟꯇꯦꯂꯤꯖꯦꯟꯁ ꯒꯤ ꯃꯣꯗꯦꯜ ꯑꯃ ꯑꯣꯏꯅ ꯑꯩꯍꯥꯛꯅ ꯍꯧꯖꯤꯛ ꯋꯥꯍꯩ ꯀ꯭ꯂꯥꯎꯗ ꯁꯦꯝꯕ ꯅꯠꯇ꯭ꯔꯒ ꯏꯃꯦꯖ ꯁꯦꯝꯕ ꯉꯝꯗ꯭ꯔꯤ꯫ ꯁ꯭ꯇꯣꯛ ꯃꯥꯔꯀꯦꯠ ꯇ꯭ꯔꯦꯟꯗ ꯑꯃꯒꯤꯗꯃꯛ ꯏꯆꯝ ꯆꯝꯕ ꯃꯨꯚꯤꯡ ꯑꯦꯚꯔꯦꯖ ꯑꯃ ꯂꯦꯞꯊꯣꯛꯎ꯫ ꯁ꯭ꯇꯣꯛ ꯃꯥꯔꯀꯦꯠ ꯇ꯭ꯔꯦꯟꯗ ꯑꯃꯒꯤꯗꯃꯛ ꯏꯆꯝ ꯆꯝꯕ ꯃꯨꯚꯤꯡ ꯑꯦꯚꯔꯦꯖ ꯑꯁꯤ ꯂꯦꯞꯊꯣꯛꯅꯕ, ꯅꯍꯥꯛꯅ ꯖꯨꯟ ꯑꯃ ꯗꯒꯤ ꯑꯣꯒꯁ꯭ꯠ ꯑꯃ ꯐꯥꯑꯣꯕꯒꯤ ꯇꯦꯁꯂꯥ ꯏꯟꯀꯤ ꯅꯨꯃꯤꯠ ꯈꯨꯗꯤꯡꯒꯤ ꯂꯣꯏꯁꯤꯅꯕꯒꯤ ꯃꯃꯜꯁꯤꯡ ꯄꯤꯕ ꯃꯊꯧ ꯇꯥꯏ, ꯅꯍꯥꯛꯅ ꯗꯦꯇꯥ ꯑꯗꯨ ꯈꯣꯝꯖꯤꯜꯂꯕ ꯃꯇꯨꯡꯗ, ꯅꯍꯥꯛꯅ ꯃꯇꯝ ꯑꯗꯨꯁꯨ ꯂꯦꯞꯊꯣꯛꯄ ꯃꯊꯧ ꯇꯥꯏ꯫ ꯃꯨꯚꯤꯡ ꯑꯦꯚꯔꯦꯖ ꯑꯁꯤ ꯂꯦꯞꯊꯣꯛꯄ ꯄꯥꯝꯃꯤ꯫ ꯈꯨꯗꯝ ꯑꯣꯏꯅ, ꯅꯍꯥꯛꯅ ꯅꯨꯃꯤꯠ ꯃꯉꯥ, ꯅꯨꯃꯤꯠ ꯇꯔꯥ ꯅꯠꯇ꯭ꯔꯒ ꯅꯨꯃꯤꯠ ꯀꯨꯟꯅꯤꯒꯤ ꯁꯤꯝꯄꯜ ꯃꯨꯚꯤꯡ ꯑꯦꯚꯔꯦꯖ ꯑꯃ ꯂꯦꯞꯊꯣꯛꯄ ꯌꯥꯏ꯫ ꯁꯤꯝꯄꯜ ꯃꯨꯚꯤꯡ ꯑꯦꯚꯔꯦꯖꯒꯤ ꯐꯣꯔꯃꯨꯂꯥ ꯑꯁꯤ ꯃꯈꯥꯗ ꯄꯤꯔꯤ꯫ ꯁꯤꯝꯄꯜ ꯃꯨꯚꯤꯡ ꯑꯦꯚꯔꯦꯖ , ꯇꯦꯁꯂꯥꯒꯤ ꯅꯨꯃꯤꯠ ꯈꯨꯗꯤꯡꯒꯤ ꯂꯣꯏꯁꯤꯟꯕꯒꯤ ꯃꯃꯜꯁꯤꯡ꯫ ꯃꯨꯚꯤꯡ ꯑꯦꯚꯔꯦꯖ ꯑꯁꯤ ꯂꯦꯄꯊꯣꯛꯄ ꯃꯇꯝ꯫